ꯃꯐꯝ ꯈꯨꯗꯤꯡꯗ ꯀꯝꯄ꯭ꯌꯨꯇꯔ ꯁꯤꯖꯤꯟꯅꯕꯒꯤ ꯀꯥꯟꯅꯕꯁꯤꯡ ꯑꯃꯁꯨꯡ ꯈꯨꯗꯣꯡꯆꯥꯗꯕꯁꯤꯡ ꯈꯟꯅꯗꯨꯅ ꯋꯥꯔꯤ ꯑꯃ ꯏꯕꯤꯌꯨ꯫ ꯄꯔꯚꯥꯁꯤꯚ ꯀꯝꯄ꯭ꯌꯨꯇꯤꯡ ꯍꯥꯏꯅ ꯈꯪꯅꯕ ꯃꯐꯝ ꯈꯨꯗꯤꯡꯗ ꯂꯩꯕ ꯀꯝꯄ꯭ꯌꯨꯇꯤꯡ ꯍꯥꯏꯕꯁꯤ ꯀꯝꯄ꯭ꯌꯨꯇꯔ ꯑꯃꯁꯨꯡ ꯇꯦꯛꯅꯣꯂꯣꯖꯤꯕꯨ ꯅꯨꯡꯇꯤꯒꯤ ꯄꯨꯟꯁꯤꯗ ꯌꯥꯎꯍꯟꯕꯅꯤ꯫ ꯃꯁꯤꯅ ꯀꯝꯄ꯭ꯌꯨꯇꯔ ꯑꯃꯁꯨꯡ ꯏꯟꯇꯔꯅꯦꯠ ꯑꯁꯤ ꯑꯩꯈꯣꯏꯒꯤ ꯃꯁꯥꯒꯤ ꯑꯣꯏꯕ ꯑꯃꯁꯨꯡ ꯊꯕꯛ ꯊꯧꯔꯝꯒꯤ ꯄꯨꯟꯁꯤꯗꯁꯨ ꯑꯅꯤꯃꯛꯀꯤ ꯃꯔꯨꯑꯣꯏꯕ ꯁꯔꯨꯛ ꯑꯃ ꯑꯣꯏꯍꯜꯂꯦ꯫ ꯀꯝꯄ꯭ꯌꯨꯇꯔꯁꯤꯡ ꯃꯐꯝ ꯈꯨꯗꯤꯡꯗ ꯂꯩꯕꯅ ꯀꯥꯟꯅꯕ ꯀꯌꯥ ꯄꯤꯔꯕꯁꯨ ꯃꯁꯤꯒꯤ ꯑꯋꯥꯠꯄ ꯀꯌꯥ ꯑꯃꯁꯨ ꯂꯩꯔꯤ꯫ ꯃꯐꯝ ꯈꯨꯗꯤꯡꯗ ꯂꯩꯕ ꯀꯝꯄ꯭ꯌꯨꯇꯤꯡꯒꯤ ꯈ꯭ꯋꯥꯏꯗꯒꯤ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯃꯁꯤꯅ ꯄꯤꯔꯤꯕ ꯈꯨꯗꯣꯡꯆꯥꯕ ꯍꯦꯟꯒꯠꯂꯛꯄꯒꯤ ꯊꯥꯛ ꯑꯁꯤꯅꯤ꯫ ꯏꯟꯇꯔꯅꯦꯠ ꯑꯁꯤ ꯑꯩꯈꯣꯏꯒꯤ ꯈꯨꯠꯇ ꯂꯩꯕꯅ ꯑꯩꯈꯣꯏꯅ ꯃꯥꯂꯦꯝꯒꯤ ꯃꯐꯝ ꯑꯃꯗꯒꯤ ꯌꯥꯝꯅ ꯂꯥꯏꯅ ꯏ-ꯄꯥꯎ ꯐꯪꯍꯟꯕ, ꯃꯤꯁꯤꯡꯒ ꯄꯥꯎ ꯐꯥꯎꯅꯕ ꯑꯃꯁꯨꯡ ꯇꯉꯥꯏ ꯐꯗꯕ ꯊꯕꯛꯁꯤꯡ ꯄꯥꯡꯊꯣꯛꯄ ꯌꯥꯏ꯫ ꯃꯁꯤꯅ ꯑꯩꯈꯣꯏꯅ ꯑꯩꯈꯣꯏꯒꯤ ꯅꯨꯡꯁꯤꯖꯔꯕꯁꯤꯡꯒ ꯁꯝꯅꯕꯗ ꯂꯥꯏꯊꯣꯛꯍꯜꯂꯦ, ꯔꯤꯃꯣꯠ ꯊꯕꯛ ꯇꯧꯕꯗ ꯂꯥꯏꯊꯣꯛꯍꯜꯂꯦ ꯑꯃꯁꯨꯡ ꯑꯇꯣꯞꯄ ꯃꯑꯣꯡ ꯑꯃꯗ ꯐꯪꯕꯗ ꯑꯋꯥꯕ ꯑꯣꯏꯔꯝꯕ ꯏ-ꯄꯥꯎ ꯀꯌꯥ ꯑꯃ ꯐꯪꯕꯗ ꯂꯥꯏꯊꯣꯛꯍꯜꯂꯦ꯫ ꯃꯐꯝ ꯈꯨꯗꯤꯡꯗ ꯂꯩꯔꯤꯕ ꯀꯝꯄ꯭ꯌꯨꯇꯤꯡꯒꯤ ꯑꯇꯣꯞꯄ ꯀꯥꯟꯅꯕ ꯑꯃꯗꯤ ꯃꯁꯤꯅ ꯄꯨꯔꯛꯄ ꯄꯣꯠꯊꯣꯛ ꯄꯨꯊꯣꯛꯄꯒꯤ ꯊꯥꯛ ꯍꯦꯟꯒꯠꯂꯛꯄꯅꯤ꯫ ꯊꯕꯛꯁꯤꯡ ꯂꯥꯏꯊꯣꯛꯍꯟꯅꯕ ꯑꯃꯁꯨꯡ ꯊꯧꯑꯣꯡꯁꯤꯡ ꯃꯁꯥ ꯃꯇꯣꯝꯇ ꯇꯧꯅꯕ ꯈꯨꯠꯂꯥꯏꯁꯤꯡ ꯑꯃꯁꯨꯡ ꯑꯀꯛꯅꯕ ꯊꯕꯛꯁꯤꯡ ꯇꯧꯅꯕ ꯈꯨꯠꯂꯥꯏ ꯂꯩꯕꯅ ꯍꯧꯖꯤꯛꯇꯤ ꯃꯤꯌꯥꯝꯅ ꯋꯥꯈꯜꯂꯣꯟ ꯑꯃꯁꯨꯡ ꯑꯅꯧꯕ ꯄꯨꯊꯣꯛꯄꯒꯨꯝꯕ ꯃꯔꯨꯑꯣꯏꯕ ꯂꯂꯣꯜ ꯏꯇꯤꯛ ꯇꯧꯕꯒꯤ ꯊꯕꯛꯁꯤꯡꯗ ꯍꯦꯟꯅ ꯃꯤꯠꯌꯦꯡ ꯆꯪꯕ ꯉꯝꯂꯦ꯫ ꯃꯁꯤꯗ ꯅꯠꯇꯅ ꯃꯐꯝ ꯈꯨꯗꯤꯡꯗ ꯂꯩꯔꯤꯕ ꯀꯝꯄ꯭ꯌꯨꯇꯤꯡꯅ ꯃꯤꯌꯥꯝꯅ ꯆꯠꯊꯣꯛ-ꯆꯠꯁꯤꯟ ꯇꯧꯕꯗ ꯊꯕꯛ ꯇꯧꯕ ꯉꯝꯍꯜꯂꯦ, ꯃꯁꯤꯅ ꯊꯣꯡ ꯂꯣꯟꯕꯒꯤ ꯃꯇꯝ ꯍꯟꯊꯍꯜꯂꯦ ꯑꯃꯁꯨꯡ ꯃꯊꯧ ꯍꯦꯟꯒꯠꯍꯜꯂꯦ꯫ ꯃꯁꯤꯒꯤ ꯀꯥꯟꯅꯕ ꯀꯌꯥ ꯂꯩꯔꯕꯁꯨ, ꯃꯐꯝ ꯈꯨꯗꯤꯡꯗ ꯂꯩꯔꯤꯕ ꯀꯝꯄ꯭ꯌꯨꯇꯤꯡ ꯑꯁꯤꯅ ꯈꯨꯗꯣꯡꯆꯥꯗꯕ ꯀꯌꯥ ꯑꯃꯁꯨ ꯄꯤꯔꯤ꯫ ꯑꯁꯤꯒꯨꯝꯕ ꯈꯨꯗꯣꯡꯆꯥꯗꯕ ꯑꯃꯗꯤ ꯁꯥꯏꯕꯔ-ꯑꯦꯇꯦꯛꯁꯤꯡ ꯑꯃꯁꯨꯡ ꯁꯦꯀ꯭ꯌꯨꯔꯤꯇꯤ ꯕ꯭ꯔꯤꯆꯁꯤꯡꯒꯤ ꯔꯤꯛꯁ ꯍꯦꯟꯒꯠꯂꯛꯄꯁꯤꯅꯤ꯫ ꯀꯝꯄ꯭ꯌꯨꯇꯔ ꯑꯃꯁꯨꯡ ꯏꯟꯇꯔꯅꯦꯠ ꯑꯁꯤ ꯑꯩꯈꯣꯏꯒꯤ ꯄꯨꯟꯁꯤꯗ ꯍꯦꯟꯅ ꯂꯨꯝꯅ ꯂꯧꯁꯤꯜꯂꯛꯄꯒ ꯂꯣꯏꯅꯅ, ꯑꯩꯈꯣꯏꯅ ꯃꯈꯣꯏꯗ ꯍꯦꯟꯅ ꯊꯥꯖꯕ ꯍꯦꯟꯒꯠꯂꯛꯏ, ꯁꯦꯟꯁꯤꯇꯤꯚ ꯏꯟꯐꯣꯔꯃꯦꯁꯟ ꯁ꯭ꯇꯣꯔ ꯇꯧꯕ ꯑꯃꯁꯨꯡ ꯃꯦꯅꯦꯖ ꯇꯧꯕ꯫ ꯃꯁꯤꯅ ꯑꯩꯈꯣꯏꯕꯨ ꯁꯥꯏꯕꯔ ꯊ꯭ꯔꯦꯠꯁꯤꯡꯗ ꯁꯣꯛꯍꯜꯂꯤ, ꯃꯗꯨ ꯂꯦꯞꯇꯅ ꯍꯦꯟꯒꯠꯂꯛꯂꯤ ꯑꯃꯁꯨꯡ ꯍꯦꯟꯅ ꯁꯣꯐꯤꯁꯇꯤꯀꯦꯠ ꯑꯣꯏꯔꯛꯂꯤ꯫ ꯃꯐꯝ ꯈꯨꯗꯤꯡꯗ ꯂꯩꯔꯤꯕ ꯀꯝꯄ꯭ꯌꯨꯇꯤꯡꯒꯤ ꯑꯇꯣꯞꯄ ꯈꯨꯗꯣꯡꯆꯥꯗꯕ ꯑꯃꯗꯤ ꯃꯁꯤꯅ ꯂꯦꯞꯄ ꯂꯩꯇꯅ ꯃꯤꯠꯌꯦꯡ ꯊꯝꯗꯕꯒꯤ ꯍꯧꯔꯛꯐꯝ ꯑꯃ ꯑꯣꯏꯕ ꯌꯥꯏ꯫ ꯏꯟꯇꯔꯅꯦꯠ ꯐꯖꯅ ꯐꯪꯕꯅ ꯊꯕꯛꯁꯤꯡꯗ ꯃꯤꯠꯌꯦꯡ ꯊꯝꯕ ꯑꯃꯁꯨꯡ ꯁꯣꯁꯤꯌꯦꯜ ꯃꯤꯗꯤꯌꯥ ꯕ꯭ꯔꯥꯎꯖ ꯇꯧꯕ ꯅꯠꯇ꯭ꯔꯒ ꯒꯦꯝ ꯁꯥꯟꯅꯕꯒꯤ ꯋꯥꯈꯜ ꯂꯥꯛꯄ ꯑꯁꯤꯗꯒꯤ ꯂꯥꯞꯅ ꯂꯩꯕ ꯌꯥꯏ꯫ ꯃꯁꯤꯅ ꯑꯩꯈꯣꯏꯒꯤ ꯄꯣꯠꯊꯣꯛꯇ ꯑꯀꯥꯏꯕ ꯄꯤꯕ ꯌꯥꯏ, ꯑꯃꯁꯨꯡ ꯑꯩꯈꯣꯏꯒꯤ ꯄꯥꯟꯗꯝꯁꯤꯡ ꯐꯪꯕꯗ ꯑꯋꯥꯕ ꯑꯣꯏꯍꯟꯕ ꯌꯥꯏ꯫ ꯂꯣꯏꯁꯤꯜꯂꯛꯄꯗ, ꯃꯐꯝ ꯈꯨꯗꯤꯡꯗ ꯀꯝꯄ꯭ꯌꯨꯇꯔ ꯁꯤꯖꯤꯟꯅꯕꯅ ꯈꯨꯗꯣꯡꯆꯥꯕ ꯀꯌꯥ ꯑꯃ ꯄꯨꯔꯛꯂꯦ, ꯃꯗꯨꯒꯤ ꯃꯅꯨꯡꯗ ꯈꯨꯗꯣꯡꯆꯥꯕ ꯑꯃꯁꯨꯡ ꯄꯣꯠꯊꯣꯛ ꯍꯦꯟꯅ ꯄꯨꯊꯣꯛꯄ ꯌꯥꯎꯔꯤ꯫ ꯑꯗꯨꯝ ꯑꯣꯏꯅꯃꯛ, ꯃꯁꯤꯒꯤ ꯑꯋꯥꯠꯄ ꯂꯩꯇꯕ, ꯍꯥꯏꯕꯗꯤ ꯁꯥꯏꯕꯔ ꯊ꯭ꯔꯦꯠꯁꯤꯡꯒꯤ ꯔꯤꯛꯁ ꯍꯦꯟꯒꯠꯂꯛꯄ ꯑꯃꯁꯨꯡ ꯂꯦꯞꯇꯅ ꯄꯨꯛꯅꯤꯡ ꯆꯤꯡꯁꯤꯟꯕ ꯑꯁꯤꯅꯆꯤꯡꯕ ꯂꯩꯇꯦ꯫ ꯍꯥꯏꯔꯤꯕ ꯈꯨꯗꯣꯡꯆꯥꯗꯕꯁꯤꯡ ꯑꯁꯤ ꯈꯪꯕ ꯑꯃꯁꯨꯡ ꯃꯈꯣꯏꯕꯨ ꯍꯟꯊꯍꯟꯅꯕ ꯈꯣꯡꯊꯥꯡꯁꯤꯡ ꯂꯧꯈꯠꯄ ꯑꯁꯤ ꯌꯥꯝꯅ ꯃꯔꯨꯑꯣꯏ, ꯃꯗꯨꯅ ꯑꯩꯈꯣꯏꯅ ꯃꯐꯝ ꯈꯨꯗꯤꯡꯗ ꯂꯩꯔꯤꯕ ꯀꯝꯄ꯭ꯌꯨꯇꯤꯡꯒꯤ ꯀꯥꯟꯅꯕ ꯑꯁꯤ ꯃꯄꯨꯡ ꯐꯥꯅ ꯁꯤꯖꯤꯟꯅꯕ ꯉꯝꯒꯅꯤ꯫